ꯀꯨꯟꯃꯊꯣꯏꯁꯨꯕ ꯆꯍꯤꯆꯥꯒꯤ ꯇꯦꯛꯅꯣꯂꯣꯖꯤꯒꯤ ꯏꯟꯚꯦꯟꯁꯟ ꯑꯅꯤꯒꯤ ꯃꯃꯤꯡ ꯊꯣꯟꯕꯤꯌꯨ꯫ ꯀꯨꯟꯃꯊꯣꯏꯁꯨꯕ ꯆꯍꯤꯆꯥꯒꯤ ꯇꯦꯛꯅꯣꯂꯣꯖꯤꯒꯤ ꯏꯟꯚꯦꯟꯁꯟ ꯑꯅꯤꯗꯤ: ꯁ꯭ꯃꯥꯔꯠꯐꯣꯟ: ꯑꯍꯥꯟꯕ ꯁ꯭ꯃꯥꯔꯠꯐꯣꯟ ꯑꯥꯏ. ꯕꯤ. ꯑꯦꯝ. ꯃꯈꯣꯏꯅ ꯀꯝꯄꯌꯨꯇꯔ, ꯇꯆꯏ꯭ꯁꯀꯔꯤꯟ, ꯀꯦꯃꯦꯔꯥ, ꯃ꯭ꯌꯨꯖꯤꯛ ꯄ꯭ꯂꯦꯌꯥꯔ, ꯖꯤ. ꯄꯤ. ꯑꯦꯁ., ꯑꯃꯁꯨꯡ ꯃꯣꯕꯥꯏꯜ ꯀꯝꯝꯌꯨꯅꯤꯀꯦꯁꯟꯒꯨꯝꯕ ꯇꯣꯉꯥꯟ ꯇꯣꯉꯥꯟꯕ ꯇꯦꯛꯅꯣꯂꯣꯖꯤꯁꯤꯡ ꯄꯨꯟꯁꯤꯟꯗꯨꯅ ꯍꯦꯟꯙꯦꯜꯗ ꯗꯤꯚꯥꯏꯁ ꯑꯃꯈꯛꯇꯗ ꯐꯪꯍꯅꯈꯤ꯫ ꯁꯣꯁꯤꯌꯦꯜ ꯃꯤꯗꯤꯌꯥ ꯄ꯭ꯂꯦꯠꯐꯣꯔꯝꯁꯤꯡ: ꯀꯨꯟꯃꯊꯣꯏꯁꯨꯕ ꯆꯍꯤꯆꯥꯒꯤ ꯑꯍꯥꯟꯕ ꯗꯤꯀꯦꯗ ꯑꯅꯤꯗ ꯁꯣꯁꯤꯌꯦꯜ ꯃꯤꯗꯤꯌꯥ ꯄ꯭ꯂꯦꯠꯐꯣꯔꯝꯁꯤꯡ ꯊꯣꯔꯛꯄ ꯑꯃꯁꯨꯡ ꯃꯤꯌꯥꯝꯅ ꯄꯥꯝꯅꯕ ꯎꯕ ꯐꯪꯈꯤ꯫ ꯐꯦꯁꯕꯨꯛ, ꯌꯨꯠꯌꯨꯕ, ꯇ꯭ꯕꯤꯇꯔ, ꯏꯟꯁꯇꯥꯒ꯭ꯔꯥꯝ, ꯑꯃꯁꯨꯡ ꯑꯇꯩ ꯀꯌꯥꯒꯤ ꯂꯥꯏꯛꯁꯤꯡꯅ ꯃꯥꯂꯦꯝ ꯁꯤꯟꯕ ꯊꯨꯡꯅ ꯃꯤꯌꯥꯝꯅ ꯄꯥꯎ ꯐꯥꯎꯗꯣꯛ-ꯐꯥꯎꯖꯤꯟ ꯇꯧꯕ, ꯁꯦꯝꯕ, ꯏꯟꯐꯣꯔꯃꯦꯁꯟ ꯑꯃꯁꯨꯡ ꯀꯟꯇꯦꯟꯇ ꯁꯦꯌꯔ ꯇꯧꯕꯒꯤ ꯃꯑꯣꯡ-ꯃꯇꯧꯗ ꯑꯍꯣꯡꯕ ꯑꯃ ꯄꯨꯔꯛꯈꯤ꯫ ꯆꯔꯤꯇꯔꯁꯤꯡ ꯑꯗꯨ ꯄꯤꯔꯒꯥ, ꯋꯥꯔꯤ ꯁꯥꯟꯅꯕ ꯑꯃ ꯁꯦꯝꯃꯨ꯫ ꯆꯔꯤꯇꯔꯁꯤꯡ: ꯖꯣꯟ ꯑꯃꯁꯨꯡ ꯑꯦꯅꯤ꯫ ꯖꯣꯟꯗꯥ: ꯍꯥꯏ ꯑꯦꯟꯅꯤ, ꯉꯁꯤ ꯀꯔꯝꯅ ꯂꯩꯔꯤꯕꯅꯣ? ꯑꯦꯟꯅꯤ: ꯍꯥꯏ ꯖꯣꯟ, ꯑꯩꯅ ꯌꯥꯝꯅ ꯐꯖꯅ ꯇꯧꯔꯤ꯫ ꯑꯗꯣꯝꯗꯤ ꯀꯝꯗꯧꯔꯤ? ꯖꯣꯟꯗꯥ: ꯑꯩꯁꯨ ꯐꯖꯅ ꯇꯧꯔꯤ꯫ ꯑꯗꯨꯅ, ꯉꯁꯤ ꯑꯗꯣꯝꯅ ꯀꯔꯤ ꯇꯧꯔꯤꯕꯒꯦ? ꯑꯦꯟꯅꯤ: ꯑꯩꯅ ꯄꯥꯔꯛꯇ ꯆꯠꯅꯕ ꯋꯥꯈꯜ ꯂꯥꯛꯈꯤ꯫ ꯑꯩꯒ ꯂꯣꯏꯅꯅ ꯆꯠꯄ ꯄꯥꯝꯕꯤꯕ꯭ꯔꯥ? ꯖꯣꯟ: ꯁꯣꯏꯗꯅ, ꯃꯗꯨ ꯑꯆꯧꯕꯥ ꯋꯥꯈꯜꯂꯣꯟ ꯑꯃ ꯑꯣꯏꯅ ꯁꯣꯜꯂꯤ꯫ ꯑꯗꯣꯝꯅ ꯀꯔꯤ ꯃꯇꯝꯗ ꯆꯠꯅꯕ ꯊꯧꯔꯥꯡ ꯇꯧꯔꯤꯕꯒꯦ? ꯑꯦꯟꯅꯤ: ꯑꯩꯍꯥꯛꯅꯥ ꯃꯔꯤ ꯄꯤ. ꯑꯦꯝ. ꯒꯤ ꯃꯇꯥꯡꯗ ꯈꯟꯈꯤ꯫ ꯃꯗꯨ ꯑꯗꯣꯃꯒꯤꯗꯃꯛ ꯊꯕꯛ ꯇꯧꯕꯔꯥ? ꯖꯣꯟ: ꯍꯣꯌ, ꯃꯔꯤ ꯄꯤ. ꯑꯦꯝ. ꯅ ꯑꯩꯒꯤꯗꯃꯛꯇꯗꯤ ꯃꯄꯨꯡ ꯐꯥꯅ ꯂꯩ꯫ ꯑꯩꯅ ꯅꯪꯕꯨ ꯄꯥꯔꯛꯀꯤ ꯃꯅꯥꯛꯇ ꯎꯅꯅꯤ꯫ ꯑꯦꯟꯅꯤ: ꯑꯆꯧꯕꯥ, ꯃꯇꯝ ꯑꯗꯨꯗ ꯎꯅꯅꯤ! ꯀ꯭ꯔꯤꯃꯤꯅꯦꯜ ꯇ꯭ꯔꯥꯏꯑꯦꯜ ꯍꯥꯏꯕꯁꯤ ꯀꯔꯤ ꯃꯈꯜꯒꯤ ꯗꯤꯐꯦꯟꯁ ꯍꯥꯏꯕꯁꯤꯅꯣ? ꯀ꯭ꯔꯤꯃꯤꯅꯦꯜ ꯇ꯭ꯔꯥꯏꯑꯦꯜ ꯑꯃꯗ, ꯑꯦꯛꯁꯦꯁ ꯇꯧꯔꯕ ꯅꯠꯇ꯭ꯔꯒ ꯗꯤꯐꯦꯟꯁ ꯑꯗꯨꯅ ꯁꯤꯖꯤꯟꯅꯔꯤꯕ ꯗꯤꯐꯦꯟꯁꯀꯤ ꯃꯈꯜ ꯑꯗꯨ ꯀꯦꯁ ꯑꯗꯨꯒꯤ ꯐꯦꯛꯇꯁꯤꯡ ꯑꯃꯁꯨꯡ ꯄ꯭ꯔꯃꯥꯟꯁꯤꯡꯒꯤ ꯃꯇꯨꯡꯏꯟꯅ ꯈꯦꯠꯅꯕ ꯌꯥꯏ꯫ ꯀꯃꯟ ꯑꯣꯏꯕ ꯗꯤꯐꯦꯟꯁ ꯃꯈꯜ ꯈꯔꯗꯤ ꯁꯦꯜꯐ-ꯗꯤꯐꯦꯟꯁ, ꯏꯟꯁꯦꯟꯅꯤꯇꯤ ꯗꯤꯐꯦꯟꯁ ꯑꯃꯁꯨꯡ ꯑꯦꯂꯤꯕꯤ ꯗꯤꯐꯦꯟꯁ ꯑꯁꯤꯅꯤ꯫ ꯁꯤꯖꯤꯟꯅꯕ ꯌꯥꯕ ꯑꯇꯩ ꯗꯤꯐꯦꯟꯁꯁꯤꯡꯒꯤ ꯃꯅꯨꯡꯗ ꯗꯨꯔꯦꯁ, ꯑꯦꯟꯇꯔꯥꯞꯃꯦꯟꯇ, ꯀꯟꯁꯦꯟꯇꯤꯚ ꯑꯃꯁꯨꯡ ꯑꯇꯩ ꯀꯌꯥ ꯌꯥꯎꯏ꯫ ꯑꯔꯣꯏꯕꯗ, ꯁꯤꯖꯤꯟꯅꯔꯤꯕ ꯗꯤꯐꯦꯟꯁꯀꯤ ꯃꯈꯜ ꯑꯁꯤ ꯀꯦꯁ ꯑꯗꯨꯒꯤ ꯑꯀꯛꯅꯕ ꯐꯤꯚꯝ ꯑꯃꯁꯨꯡ ꯗꯤꯐꯦꯟꯁ ꯑꯦꯇꯣꯔꯅꯤꯒꯤ ꯏꯁꯇꯔꯦꯇꯦꯖꯤ ꯑꯗꯨꯒꯤ ꯃꯈꯥ ꯄꯣꯜꯂꯤ꯫ ꯃꯃꯥ-ꯃꯄꯥꯕꯨ ꯊꯤꯖꯤꯜꯂꯤꯕ ꯇꯤꯟꯑꯦꯖ ꯅꯨꯄꯤꯃꯆꯥ ꯑꯃꯒꯤ ꯃꯇꯥꯡꯗ ꯅꯍꯥ ꯑꯣꯏꯔꯤꯕ ꯑꯦꯗꯜꯇ ꯁꯥꯏꯀꯣꯂꯣꯖꯤꯀꯦꯜ ꯁꯁ꯭ꯄꯦꯟꯁ ꯅꯣꯚꯦꯜ ꯑꯃꯒꯤꯗꯃꯛ ꯗꯤꯁ꯭ꯀꯔꯤꯄꯁꯟ ꯑꯃ ꯏꯕꯤꯌꯨ꯫ ꯃꯤꯠꯌꯦꯡ ꯊꯝꯐꯝ ꯑꯣꯏꯕ ꯁꯥꯏꯀꯣꯂꯣꯖꯤꯀꯦꯜ ꯁꯁ꯭ꯄꯦꯟꯁ ꯅꯣꯚꯦꯜ ꯑꯁꯤꯗ ꯑꯩꯈꯣꯏꯅ ꯆꯍꯤ ꯇꯔꯥꯅꯤꯄꯥꯜ ꯁꯨꯔꯕꯤ ꯏꯃꯥꯒꯤ ꯋꯥꯔꯤ ꯇꯨꯡ ꯏꯟꯗꯨꯅ ꯆꯠꯂꯤ, ꯃꯍꯥꯛ ꯃꯃꯥ-ꯃꯄꯥꯒꯤ ꯑꯀꯣꯏꯕꯗ ꯂꯩꯔꯤꯕ ꯊꯣꯏꯗꯣꯛꯄ ꯋꯥꯐꯝꯁꯤꯡꯒꯤ ꯋꯦꯕ ꯑꯃ ꯐꯣꯡꯗꯣꯛꯄ ꯍꯧꯔꯛꯏ꯫ ꯃꯍꯥꯛꯀꯤ ꯃꯄꯨꯡ ꯐꯥꯕ ꯑꯣꯏꯅꯥ ꯎꯕ ꯏꯃꯨꯡꯒꯤ ꯃꯔꯝꯗ ꯈꯪꯂꯤꯕ ꯈꯨꯗꯤꯡꯃꯛ ꯑꯔꯥꯟꯕ ꯑꯃꯅꯤ ꯍꯥꯏꯅ ꯂꯧꯗꯨꯅ ꯏꯃꯥꯅ ꯑꯆꯨꯝꯕ ꯑꯗꯨ ꯈꯪꯗꯣꯛꯅꯕ ꯂꯅꯥꯏꯒꯤ ꯑꯣꯏꯕ ꯏꯟꯚꯦꯁ꯭ꯇꯤꯒꯦꯁꯟ ꯑꯃ ꯍꯧꯗꯣꯛꯏ꯫ ꯃꯍꯥꯛꯀꯤ ꯃꯃꯥ-ꯃꯄꯥꯒꯤ ꯍꯧꯈꯤꯕꯥ ꯃꯇꯝꯒꯤ ꯃꯇꯥꯡꯗ ꯍꯦꯟꯅ ꯀꯨꯞꯅ ꯈꯟꯅꯔꯛꯄ ꯃꯇꯝꯗ, ꯏꯃꯥꯅ ꯃꯍꯥꯛꯄꯨ ꯈꯨꯗꯣꯡꯊꯤꯅꯤꯡꯉꯥꯏ ꯑꯣꯏꯕ ꯂꯝꯕꯤ ꯑꯃꯗ ꯂꯝꯖꯤꯡꯕꯤꯕ ꯀ꯭ꯂꯨꯁꯤꯡ ꯊꯤꯕ ꯍꯧꯔꯛꯏ꯫ ꯊꯤꯖꯤꯟꯕꯒꯤ ꯊꯕꯛ ꯈꯨꯗꯤꯡꯃꯛꯀꯥ ꯂꯣꯏꯅꯅ ꯃꯍꯥꯛꯀꯤ ꯃꯥꯂꯦꯝ ꯑꯁꯤ ꯊꯣꯏꯗꯣꯛꯄ ꯍꯧꯔꯛꯏ, ꯑꯃꯁꯨꯡ ꯃꯍꯥꯛꯀꯤ ꯃꯃꯥ-ꯃꯄꯥ ꯇꯁꯦꯡꯅ ꯀꯅꯥꯅꯣ ꯑꯃꯁꯨꯡ ꯃꯈꯣꯏꯅ ꯀꯔꯤ ꯇꯧꯕ ꯉꯝꯕꯒꯦ ꯍꯥꯏꯕꯗꯨ ꯋꯥꯍꯪ ꯍꯪꯗꯨꯅ ꯂꯩꯔꯤ꯫ ꯑꯗꯨꯕꯨ ꯍꯦꯟꯅ ꯊꯣꯏꯗꯣꯛꯄ ꯋꯥꯐꯝ ꯀꯌꯥ ꯐꯣꯡꯗꯣꯛꯄ ꯃꯇꯝꯗ, ꯏꯃꯥꯅ ꯈꯪꯂꯛꯏ ꯃꯗꯨꯗꯤ ꯃꯍꯥꯛꯅ ꯈꯟꯈꯤꯕꯗꯒꯤ ꯌꯥꯝꯅ ꯆꯥꯎꯕ ꯑꯃꯁꯨꯡ ꯌꯥꯝꯅ ꯁꯥꯊꯤꯕ ꯋꯥꯐꯝ ꯑꯃ ꯎꯕ ꯐꯪꯂꯝꯒꯅꯤ꯫ ꯁꯦꯝꯖꯤꯟ ꯁꯥꯖꯤꯟꯕꯒꯤ ꯂꯦꯕꯤꯔꯤꯟꯊ ꯑꯃꯗ ꯊꯨꯡꯂꯔꯕ ꯏꯃꯥꯅ ꯑꯆꯨꯝꯕ ꯑꯗꯨꯕꯨ ꯁꯦꯝꯗꯣꯛ-ꯁꯦꯝꯖꯤꯟ ꯇꯧꯅꯕ ꯃꯇꯝꯒꯤ ꯃꯥꯌꯣꯛꯇ ꯂꯥꯟꯊꯦꯡꯉꯗꯕꯅꯤ, ꯑꯃꯁꯨꯡ ꯃꯍꯥꯛꯀꯤ ꯍꯧꯈꯤꯕ ꯃꯇꯝꯒꯤ ꯂꯥꯏꯅꯤꯡ-ꯂꯥꯏꯁꯣꯟꯒꯥ ꯊꯦꯡꯉꯗꯕꯅꯤ꯫ ꯃꯍꯥꯛꯅꯥ ꯌꯥꯝꯅꯥ ꯊꯦꯡꯊꯗ꯭ꯔꯤꯉꯩꯗꯥ ꯃꯤꯠꯌꯦꯡ ꯑꯗꯨ ꯂꯣꯏꯁꯤꯟꯕ ꯉꯝꯒꯗ꯭ꯔꯥ ꯅꯠꯇ꯭ꯔꯒꯥ ꯑꯆꯨꯝꯕ ꯑꯗꯨꯅ ꯃꯍꯥꯛꯅ ꯅꯨꯡꯁꯤꯖꯔꯕ ꯄꯨꯝꯅꯃꯛꯄꯨ ꯃꯥꯡꯍꯟꯕ ꯉꯝꯒꯗ꯭ꯔꯥ?